ꯑꯦ. ꯑꯦꯜ. ꯅꯥ ꯍꯦꯟꯅꯥ ꯏꯟꯇꯔꯦꯛꯇꯤꯕ ꯑꯃꯁꯨꯡ ꯑꯦꯡꯒꯦꯖꯤꯡ ꯑꯣꯏꯕ ꯂꯔꯅꯤꯡ ꯑꯦꯛꯁꯄꯤꯔꯤꯑꯦꯟꯁ ꯑꯃꯁꯨ ꯄꯤꯔꯤ꯫ ꯚꯤꯗꯤꯑꯣ ꯑꯃꯁꯨꯡ ꯑꯦꯅꯤꯃꯦꯁꯟꯒꯨꯝꯕ ꯃꯜꯇꯤꯃꯦꯗꯤꯌ ꯁꯤꯖꯤꯟꯅꯕꯅ ꯃꯔꯝ ꯑꯣꯏꯗꯨꯅ ꯃꯍꯩꯔꯣꯏꯁꯤꯡꯅꯥ ꯃꯆꯥꯛ ꯑꯁꯤꯒꯤ ꯃꯇꯥꯡꯗꯥ ꯍꯦꯟꯅꯥ ꯅꯤꯡꯊꯤꯅꯥ ꯈꯪꯕꯥ ꯉꯝꯂꯤ꯫ ꯃꯁꯤꯅꯥ ꯃꯊꯪ ꯃꯅꯥꯎ ꯅꯥꯏꯅ ꯃꯣꯇꯤꯕꯦꯁꯟ ꯑꯃꯁꯨꯡ ꯔꯤꯇꯦꯟꯁꯟꯒꯤ ꯆꯥꯡ ꯍꯦꯟꯒꯠꯍꯟꯕꯥ ꯉꯝꯒꯅꯤ꯫ ꯃꯁꯤꯒꯤ ꯃꯊꯛꯇꯥ, ꯁꯤ. ꯑꯦ. ꯑꯦꯜ. ꯅꯥ ꯑꯣꯖꯥꯁꯤꯡꯗ ꯃꯈꯣꯏꯒꯤ ꯇꯝꯕꯤꯕꯗ ꯃꯇꯦꯡ ꯄꯥꯡꯅꯕꯥ ꯃꯇꯦꯡ ꯄꯥꯡꯅꯕꯥ ꯈꯨꯠꯂꯥꯏꯁꯤꯡ ꯄꯤꯔꯤ, ꯃꯈꯣꯏꯁꯤꯡ ꯑꯗꯨꯗꯤ ꯃꯍꯩꯔꯣꯏꯁꯤꯡꯒꯤ ꯄ꯭ꯔꯣꯒ꯭ꯔꯦꯁ ꯇ꯭ꯔꯦꯛ ꯇꯧꯕꯥ ꯉꯝꯕꯥ, ꯂꯣꯏꯅꯅ ꯇꯝꯅꯕꯒꯤ ꯃꯆꯥꯛꯁꯤꯡꯒꯤ ꯄꯥꯛ ꯆꯥꯎꯔꯕꯥ ꯔꯦꯟꯖ ꯑꯃ ꯐꯪꯍꯟꯕ ꯉꯝꯕ ꯑꯁꯤꯅꯆꯤꯡꯕꯅꯤ꯫ ꯈꯪꯖꯤꯟꯒꯗꯕꯥ ꯑꯃꯅꯥ, ꯀꯝꯄ꯭ꯌꯨꯇꯔ-ꯑꯦꯗꯦꯗ ꯂꯔꯅꯤꯡꯅ ꯀꯥꯟꯅꯕ ꯀꯌꯥ ꯄꯤꯔꯤ, ꯃꯗꯨꯒꯤ ꯃꯅꯨꯡꯗꯥ ꯄꯔꯁꯣꯅꯦꯂꯥꯏꯖ ꯂꯔꯅꯤꯡ, ꯍꯦꯟꯅꯥ ꯄꯨꯛꯅꯤꯡ ꯆꯤꯡꯁꯤꯟꯅꯤꯡꯉꯥꯏ ꯑꯣꯏꯕꯥ ꯂꯔꯅꯤꯡ ꯑꯦꯛꯁꯄꯤꯔꯤꯑꯦꯟꯁ ꯑꯃꯥ, ꯑꯃꯁꯨꯡ ꯑꯣꯖꯥꯁꯤꯡꯒꯤꯗꯃꯛꯇꯥ ꯃꯇꯦꯡ ꯑꯣꯏꯕꯥ ꯈꯨꯠꯂꯥꯏꯁꯤꯡ ꯌꯥꯎꯔꯤ꯫ ꯃꯁꯤ ꯃꯣꯗꯔꯟ ꯑꯦꯖꯨꯀꯦꯁꯟꯒꯤꯗꯃꯛꯇꯥ ꯇꯉꯥꯏ ꯐꯗꯕꯥ ꯈꯨꯠꯂꯥꯏ ꯑꯃꯅꯤ, ꯃꯁꯤꯅꯥ ꯃꯍꯩꯔꯣꯏ ꯈꯨꯗꯤꯡꯃꯛꯅꯥ ꯑꯋꯥꯡꯕꯥ ꯊꯥꯛꯀꯤ, ꯇꯦꯜꯂꯔ ꯂꯔꯅꯤꯡ ꯑꯦꯛꯁꯄꯤꯔꯤꯑꯦꯟꯁ ꯑꯃꯥ ꯐꯪꯍꯟꯕꯗꯥ ꯃꯇꯦꯡ ꯄꯥꯡꯏ꯫। ꯐ꯭ꯂꯣꯠ ꯄ꯭ꯔꯣꯄꯔꯇꯤꯒꯤ ꯐꯪꯛꯁꯟ ꯑꯗꯨ ꯈꯪꯗꯣꯛꯎ꯫ ꯏꯟꯄꯨꯠ ꯑꯃꯠꯇꯥ ꯂꯩꯇꯦ꯫ ꯄ꯭ꯔꯣꯄꯔꯇꯤ ꯑꯁꯤ ꯑꯦꯂꯤꯃꯦꯟꯇ ꯑꯃꯅꯥ ꯃꯁꯤꯒꯤ ꯃꯃꯥꯡꯒꯤ ꯀꯟꯇꯦꯅꯔꯒꯤ ꯃꯅꯨꯡꯗꯥ ꯀꯔꯝꯅꯥ ꯄꯣꯖꯤꯁꯟ ꯇꯧꯒꯗꯒꯦ ꯍꯥꯏꯕꯗꯨ ꯇꯥꯛꯅꯕꯥ ꯁꯤꯖꯤꯟꯅꯩ꯫ ꯃꯍꯧꯁꯥꯅꯥ, ꯃꯁꯤ ꯏꯃꯦꯖ ꯅꯠꯇꯔꯒꯥ ꯇꯦꯛꯁꯇꯒꯨꯝꯕꯥ ꯑꯦꯂꯤꯃꯦꯟꯇꯁꯤꯡꯕꯨ ꯃꯈꯣꯏꯒꯤ ꯀꯟꯇꯦꯅꯔꯒꯤ ꯈꯥꯃꯗꯥ ꯅꯠꯇꯔꯒꯥ ꯑꯔꯣꯏꯕꯗꯥ "ꯐ꯭ꯂꯣꯠ" ꯇꯧꯕꯥ ꯌꯥꯍꯟꯅꯕꯥ ꯁꯤꯖꯤꯟꯅꯩ, ꯃꯗꯨꯅꯥ ꯃꯈꯣꯏꯒꯤ ꯑꯀꯣꯏꯕꯗꯥ ꯑꯇꯩ ꯀꯟꯇꯦꯟꯇꯁꯤꯡ ꯆꯠꯄꯥ ꯌꯥꯍꯜꯂꯤ꯫ ꯃꯁꯤ ꯏꯃꯦꯖ ꯑꯃꯒꯤ ꯃꯅꯨꯡꯗꯥ ꯇꯦꯛꯁꯠ ꯂꯣꯠꯄꯥ ꯅꯠꯇꯔꯒꯥ ꯍꯣꯔꯥꯏꯖꯣꯟꯇꯦꯜ ꯅꯦꯚꯤꯒꯦꯁꯟ ꯃꯦꯅꯨ ꯁꯦꯝꯕꯒꯨꯝꯕꯥ ꯊꯕꯛꯁꯤꯡꯗꯥ ꯀꯥꯟꯅꯕꯥ ꯑꯣꯏꯕꯥ ꯌꯥꯏ꯫ ꯑꯦꯂꯤꯃꯦꯟꯇ ꯑꯃꯥ ꯐ꯭ꯂꯣꯠ ꯇꯧꯕꯥ ꯃꯇꯃꯗꯥ, ꯃꯁꯤ ꯗꯣꯛꯌꯨꯃꯦꯟꯇ ꯑꯗꯨꯒꯤ ꯅꯣꯔꯃꯦꯜ ꯐ꯭ꯂꯣꯗꯒꯤ ꯂꯧꯊꯣꯀꯏ ꯑꯃꯁꯨꯡ ꯃꯗꯨꯒꯤ ꯃꯃꯥꯡꯒꯤ ꯀꯟꯇꯦꯅꯔ ꯅꯠꯇꯔꯒꯥ ꯑꯇꯣꯞꯄꯥ ꯐ꯭ꯂꯣꯠ ꯇꯧꯔꯕꯥ ꯑꯦꯂꯤꯃꯦꯟꯇ ꯑꯃꯒꯤ ꯃꯅꯥꯛꯇꯥ ꯌꯧꯔꯛꯇꯔꯤꯐꯥꯎꯕ ꯑꯀꯛꯅꯕ ꯃꯐꯝ ꯑꯗꯨꯗꯥ ꯁꯤꯖꯤꯟꯅꯩ꯫ ꯐ꯭ꯂꯣꯠ ꯄ꯭ꯔꯣꯄꯔꯇꯤ ꯑꯁꯤ "ꯂꯦꯐꯠ", "ꯔꯥꯏꯠ" ꯅꯠꯇꯔꯒꯥ "ꯅꯣꯅꯦ"ꯗꯥ ꯁꯦꯠ ꯇꯧꯕꯥ ꯌꯥꯏ, ꯃꯁꯤꯗꯥ "ꯅꯣꯅꯦ" ꯑꯁꯤ ꯗꯤꯐꯣꯜꯇ ꯚꯦꯜꯌꯨ ꯑꯣꯏꯒꯅꯤ, ꯃꯁꯤꯅꯥ ꯇꯥꯛꯄꯗꯤ ꯑꯦꯂꯤꯃꯦꯟꯇ ꯑꯗꯨ ꯐ꯭ꯂꯣꯠ ꯇꯧꯔꯣꯏ. ꯃꯈꯥꯒꯤ ꯑꯦꯅꯥꯂꯣꯖꯤ ꯑꯁꯤ ꯃꯄꯨꯡ ꯐꯥꯍꯟꯕꯤꯌꯨ: "ꯃꯔꯤ ꯂꯩꯅꯕꯥ ꯑꯃꯥ ꯍꯥꯏꯕꯁꯤ ꯒꯨꯝꯅꯥ ꯑꯣꯏꯔꯤ ꯃꯔꯃꯗꯤ ꯫" ꯃꯔꯤ ꯑꯃꯥ ꯍꯥꯏꯕꯁꯤ ꯕꯥꯒꯥꯟ ꯑꯃꯒꯨꯝꯅꯥ ꯑꯣꯏꯔꯤ ꯃꯔꯃꯗꯤ ꯃꯁꯤꯗꯥ ꯂꯦꯞꯄꯥ ꯂꯩꯇꯅꯥ ꯌꯦꯡꯁꯤꯅꯕꯥ, ꯄꯨꯛꯅꯤꯡ ꯆꯪꯕꯥ ꯑꯃꯁꯨꯡ ꯌꯣꯛꯈꯠꯄꯥ ꯃꯊꯧ ꯇꯥꯏ꯫ ꯕꯥꯒꯥꯟ ꯑꯃꯗꯥ ꯏꯁꯤꯡ, ꯅꯨꯃꯤꯠꯀꯤ ꯃꯉꯥꯜ ꯑꯃꯁꯨꯡ ꯂꯧꯎ-ꯁꯤꯡꯎ ꯇꯧꯕꯥ ꯃꯊꯧ ꯇꯥꯕꯒꯨꯝꯅꯥ, ꯃꯔꯤ ꯑꯃꯥ ꯁꯦꯝꯒꯠꯅꯕꯥ ꯄꯥꯎ ꯐꯥꯎꯅꯕꯥ, ꯊꯥꯖꯕꯥ ꯑꯃꯁꯨꯡ ꯍꯣꯠꯅꯕꯥ ꯃꯊꯧ ꯇꯥꯏ꯫ ꯑꯃꯁꯨꯡ ꯕꯥꯒꯥꯟ ꯑꯃꯒꯨꯝꯅꯥ, ꯃꯔꯤ ꯑꯁꯤ ꯃꯑꯣꯡ ꯆꯨꯝꯅꯥ ꯌꯦꯡꯁꯤꯟꯕꯤꯕꯥ ꯃꯇꯝꯗ ꯐꯖꯕꯥ ꯑꯃꯁꯨꯡ ꯃꯅꯥ ꯄꯤꯕꯥ ꯌꯥꯏ꯫ ꯃꯈꯥꯒꯤ ꯋꯥꯍꯩ ꯑꯁꯤ ꯑꯦꯛꯇꯤꯕ ꯅꯠꯔꯒꯥ ꯄꯦꯁꯤꯕ ꯚꯣꯏꯁꯇꯥ ꯏꯔꯛꯄꯔꯥ? ꯁ꯭ꯀꯜꯄꯆꯔ ꯑꯁꯤ ꯑꯥꯔꯇꯤꯁꯠ ꯑꯗꯨꯅꯥ ꯁꯦꯝꯈꯤꯕꯅꯤ꯫ "ꯁ꯭ꯀꯜꯄꯆꯔ ꯑꯁꯤ ꯑꯥꯔꯇꯤꯁꯇꯅꯥ ꯁꯦꯝꯈꯤꯕꯅꯤ" ꯍꯥꯏꯕꯥ ꯋꯥꯍꯩ ꯑꯁꯤ꯫ ꯑꯁꯤ ꯄꯦꯁꯤꯐꯤꯛ ꯚꯣꯏꯁꯇꯥ ꯏꯔꯤ꯫ ꯄꯨꯟꯁꯤ ꯀꯅꯕꯥ ꯉꯝꯕꯥ ꯃꯦꯗꯤꯀꯦꯜ ꯏꯟꯚꯦꯟꯁꯟ ꯑꯃꯥ ꯐꯣꯡꯗꯣꯛꯄꯤꯌꯨ꯫ ꯄꯨꯟꯁꯤ ꯀꯟꯅꯕꯒꯤ ꯄꯣꯇꯦꯟꯁꯤꯌꯦꯜ ꯂꯩꯕꯥ ꯃꯦꯗꯤꯀꯦꯜ ꯏꯅꯚꯦꯟꯁꯟ ꯑꯃꯗꯤ ꯑꯣꯇꯣꯃꯦꯇꯤꯛ ꯑꯦꯛꯁꯇꯔꯅꯦꯜ ꯗꯤꯐꯤꯕꯔꯤꯂꯦꯇꯔ ꯅꯠꯔꯒꯥ ꯑꯦ.